ꯅꯦꯔꯣꯀꯥ ꯑꯦꯐꯁꯤ ꯑꯁꯤ ꯀꯪꯂꯩꯄꯥꯛꯀꯤ ꯏꯝꯐꯥꯜꯗ ꯂꯩꯕꯥ ꯏꯟꯗꯤꯌꯥꯒꯤ ꯄ꯭ꯔꯣꯐꯦꯁꯅꯦꯜ ꯐꯨꯠꯕꯣꯜ ꯀ꯭ꯂꯕ ꯑꯃꯅꯤ ꯃꯁꯤꯅꯥ ꯑꯥꯏ ꯂꯤꯒꯇꯥ ꯁꯔꯨꯛ ꯌꯥꯔꯤ꯫ ꯀ꯭ꯂꯕ ꯑꯁꯤꯅꯥ ꯂꯤꯁꯤꯡ ꯑꯅꯤ ꯇꯔꯥꯃꯉꯥ ꯇꯔꯥꯇꯔꯨꯛ ꯁꯤꯖꯟꯗꯥ ꯑꯥꯏ ꯂꯤꯒ ꯑꯅꯤꯁꯨꯕꯥ ꯗꯤꯕꯤꯖꯟꯒꯤ ꯑꯍꯥꯟꯕ ꯊꯧꯔꯝ ꯄꯥꯡꯊꯣꯛꯈꯤ꯫ ꯀ꯭ꯂꯕ ꯑꯁꯤꯅꯥ ꯑꯥꯏ-ꯂꯤꯒ ꯑꯅꯤ ꯁꯨꯕꯥ ꯗꯤꯕꯤꯖꯟꯗꯥ ꯃꯥꯏ ꯄꯥꯛꯈꯤ ꯑꯃꯁꯨꯡ ꯑꯥꯏ ꯂꯤꯒꯇꯥ ꯄ꯭ꯔꯣꯃꯣꯁꯟ ꯐꯪꯈꯤ꯫ ꯅꯦꯔꯣꯀꯥ ꯑꯁꯤ ꯑꯋꯥꯡ ꯅꯣꯡꯄꯣꯛ ꯚꯥꯔꯠꯀꯤ ꯈ꯭ꯋꯥꯏꯗꯒꯤ ꯄꯥꯝꯅꯕ ꯗꯨꯔꯟ ꯀꯞꯀꯤ ꯐꯥꯏꯅꯦꯜ ꯌꯥꯎꯕ ꯉꯝꯕ ꯑꯃꯠꯇꯥ ꯉꯥꯏꯔꯕꯥ ꯀ꯭ꯂꯕꯅꯤ꯫ ꯀ꯭ꯂꯕ ꯑꯁꯤꯅꯥ ꯃꯅꯤꯄꯨꯔ ꯁ꯭ꯇꯦꯠ ꯂꯤꯒꯗꯁꯨ ꯁꯔꯨꯛ ꯌꯥꯔꯤ꯫ ꯄꯨꯋꯥꯔꯤ ꯁꯦꯝꯈꯤꯕ ꯑꯃꯁꯨꯡ ꯑꯍꯥꯟꯕ ꯆꯍꯤꯁꯤꯡ ꯅꯣꯔꯊ ꯏꯁ꯭ꯇꯔꯟ ꯔꯤ ꯑꯣꯔꯒꯅꯥꯏꯖꯤꯡ ꯀꯂꯆꯔꯦꯜ ꯑꯦꯁꯣꯁꯤꯑꯦꯁꯟ ꯑꯁꯤ ꯏꯟꯗꯤꯌꯥꯒꯤ ꯁ꯭ꯇꯦꯠ ꯃꯅꯤꯄꯨꯔꯗ ꯀꯜꯆꯔꯦꯜ ꯑꯦꯛꯇꯤꯕꯤꯇꯤꯁꯤꯡ ꯑꯃꯁꯨꯡ ꯁꯥꯟꯅ ꯈꯣꯠꯅꯕꯒꯤ ꯂꯝꯗꯥ ꯃꯒꯨꯟ ꯍꯦꯟꯒꯠꯍꯟꯅꯕ ꯑꯥꯁꯥꯒꯥ ꯂꯣꯏꯅꯅꯥ ꯂꯤꯁꯤꯡ ꯑꯃ ꯆꯃꯥꯄꯟ ꯍꯨꯝꯐꯨ ꯃꯉꯥꯗ ꯂꯤꯡꯈꯠꯈꯤ꯫ ꯃꯁꯤ ꯂꯤꯁꯤꯡ ꯑꯃ ꯆꯃꯥꯄꯟ ꯍꯨꯝꯗ꯭ꯔꯥꯅꯤꯊꯣꯏꯒꯤ ꯔꯦꯖꯤꯁꯇ꯭ꯔꯦꯁꯟ ꯅꯝꯕꯔ ꯌꯥꯎꯕ ꯃꯅꯤꯄꯨꯔ ꯁ꯭ꯇꯦꯠ ꯀꯣ ꯑꯣꯄꯔꯦꯇꯤꯕ ꯁꯣꯁꯥꯏꯇꯤ ꯔꯦꯖꯤꯁꯇ꯭ꯔꯦꯁꯟ ꯑꯦꯛꯀꯤ ꯃꯈꯥꯗ ꯔꯦꯖꯤꯁ꯭ꯇꯔ ꯇꯧꯈꯤ꯫ ꯅꯦꯔꯣꯀꯥ ꯑꯁꯤ ꯏꯝꯐꯥꯜ ꯅꯣꯡꯄꯣꯛ ꯗꯤꯁ꯭ꯇꯔꯤꯛꯇ ꯐꯨꯠꯕꯣꯜ ꯑꯦꯁꯣꯁꯤꯑꯦꯁꯟꯒꯤ ꯔꯦꯖꯤꯁ꯭ꯇꯔ ꯇꯧꯔꯕ ꯐꯨꯠꯕꯣꯜ ꯀ꯭ꯂꯕ ꯑꯃꯅꯤ ꯑꯃꯁꯨꯡ ꯑꯣꯜ ꯃꯅꯤꯄꯨꯔ ꯐꯨꯠꯕꯣꯜ ꯑꯦꯁꯣꯁꯤꯑꯦꯁꯟ ꯑꯦ. ꯑꯦꯝ. ꯑꯦꯐ. ꯑꯦ.ꯒꯥ ꯃꯔꯤ ꯂꯩꯅꯩ꯫ ꯅꯦꯔꯣꯀꯥꯅꯥ ꯃꯅꯤꯄꯨꯔ ꯁ꯭ꯇꯦꯠ ꯂꯤꯒ ꯑꯦꯝ. ꯑꯦꯁ. ꯑꯦꯜ.ꯗꯥ ꯁꯔꯨꯛ ꯌꯥꯈꯤ ꯍꯧꯗꯣꯛꯈꯤꯕꯗꯒꯤ ꯍꯧꯅꯥ ꯑꯃꯁꯨꯡ ꯑꯦꯝ. ꯑꯦꯁ. ꯑꯦꯜ. ꯂꯤꯁ ꯂꯤꯁꯤꯡ ꯑꯅꯤ ꯇꯔꯦꯠꯇ꯫ ꯂꯤꯁꯤꯡ ꯑꯅꯤ ꯇꯔꯥꯃꯔꯤ ꯍꯧꯖꯤꯛ ꯐꯥꯎꯕꯗ ꯃꯅꯤꯄꯨꯔ ꯁ꯭ꯇꯦꯠ ꯂꯤꯒ ꯒꯤ ꯃꯥꯄꯟ ꯁꯨꯕ ꯁꯤꯖꯟꯗꯥ ꯅꯦꯔꯣꯀꯥꯅꯥ ꯃꯀꯣꯛ ꯑꯣꯏꯗꯨꯅ ꯇ꯭ꯔꯣꯐꯤ ꯂꯧꯈꯤ꯫ ꯐꯥꯎꯕ ꯑꯥꯏ ꯂꯤꯒ ꯑꯅꯤꯁꯨꯕ ꯗꯤꯕꯤꯖꯟꯗ ꯁꯔꯨꯛ ꯌꯥꯅꯕ ꯄꯥꯟꯗꯝ ꯊꯝꯗꯨꯅꯥ ꯑꯣꯜ ꯏꯟꯗꯤꯌꯥ ꯐꯨꯠꯕꯣꯜ ꯐꯦꯗꯔꯦꯁꯟ ꯑꯦ. ꯑꯥꯏ. ꯑꯦꯐ. ꯑꯦꯐ.ꯒꯤ ꯆꯠꯅꯀꯥꯡꯂꯣꯟꯁꯤꯡꯒꯤ ꯃꯇꯨꯡ ꯏꯟꯅꯥ ꯅꯦꯔꯣꯀꯥꯒꯤ ꯃꯤꯡꯊꯣꯜ ꯑꯁꯤ ꯅꯦꯔꯣꯀꯥ ꯐꯨꯠꯕꯣꯜ ꯀ꯭ꯂꯕ ꯍꯥꯏꯅ ꯍꯣꯡꯗꯣꯛꯈꯤ꯫ ꯅꯦꯔꯣꯀꯥꯅꯥ ꯂꯤꯁꯤꯡ ꯑꯅꯤ ꯇꯔꯥꯇꯔꯨꯛ ꯇꯔꯥ ꯇꯔꯦꯠꯀꯤ ꯑꯥꯏ-ꯂꯤꯒ ꯑꯅꯤꯁꯨꯕ ꯗꯤꯕꯤꯖꯟꯒꯤ ꯁꯤꯖꯟꯁꯤꯡꯗ ꯁꯔꯨꯛ ꯌꯥꯈꯤ꯫ ꯃꯈꯣꯏꯅꯥ ꯐꯥꯏꯅꯦꯜ ꯔꯥꯎꯟꯗꯒꯤ ꯃꯦꯆ ꯇꯔꯥꯗ ꯄꯣꯏꯟꯇ ꯀꯨꯟ ꯇꯔꯨꯛ ꯂꯧꯗꯨꯅꯥ ꯂꯤꯁꯤꯡ ꯑꯅꯤ ꯇꯔꯥꯇꯔꯨꯛ ꯇꯔꯥ ꯇꯔꯦꯠꯀꯤ ꯁꯤꯖꯟꯒꯤ ꯆꯦꯝꯄꯤꯌꯟ ꯑꯣꯏꯅꯥ ꯊꯣꯔꯛꯈꯤ꯫ ꯃꯈꯣꯏꯅꯥ ꯑꯥꯏ ꯂꯤꯒꯀꯤ ꯂꯤꯁꯤꯡ ꯑꯅꯤ ꯇꯔꯥꯇꯔꯦꯠ ꯇꯔꯥ ꯅꯤꯄꯥꯟꯒꯤ ꯁꯤꯖꯟꯗꯥ ꯀ꯭ꯋꯥꯂꯤꯐꯥꯏ ꯑꯣꯏꯈꯤ꯫ ꯅꯦꯔꯣꯀꯥꯒꯤ ꯈ꯭ꯋꯥꯏꯗꯒꯤ ꯆꯥꯎꯕ ꯃꯥꯏꯄꯥꯛꯄꯥ ꯑꯁꯤ ꯂꯤꯁꯤꯡ ꯑꯅꯤ ꯇꯔꯥꯇꯔꯦꯠ ꯇꯔꯥ ꯅꯤꯄꯥꯟ ꯒꯤ ꯑꯥꯏ ꯂꯤꯒꯇꯥ ꯔꯅꯥꯔꯁ ꯑꯞ ꯑꯣꯏꯅꯥ ꯊꯣꯔꯛꯂꯤ꯫ ꯒꯤꯐ꯭ꯇ ꯔꯥꯏꯈꯥꯟꯒꯤ ꯀꯣꯆꯤꯡꯒꯤ ꯃꯈꯥꯗꯥ ꯃꯈꯣꯏꯅ ꯃꯦꯆ ꯇꯔꯥꯅꯤꯄꯥꯟꯗꯥ ꯄꯣꯏꯟꯇ ꯀꯨꯟꯊ꯭ꯔꯥꯅꯤꯊꯣꯏ ꯂꯧꯗꯨꯅꯥ ꯀꯦꯝꯄꯦꯟ ꯂꯣꯏꯁꯤꯟꯈꯤ꯫ ꯁꯤꯖꯟ ꯑꯗꯨꯗ ꯅꯦꯔꯣꯀꯥꯅꯥ ꯚꯦꯛꯇꯔ ꯑꯦꯛꯁ ꯑꯁꯤ ꯃꯈꯣꯏꯒꯤ ꯑꯣꯐꯤꯁꯤꯑꯦꯜ ꯁꯔꯠ ꯁ꯭ꯄꯣꯟꯁꯔ ꯑꯣꯏꯅꯥ ꯄꯨꯔꯛꯈꯤ꯫ ꯂꯤꯁꯤꯡ ꯑꯅꯤ ꯀꯨꯟ ꯀꯨꯟꯃꯥꯊꯣꯏ ꯑꯥꯏ-ꯂꯤꯒꯇꯥ ꯅꯦꯔꯣꯀꯥꯅꯥ ꯔꯤꯂꯤꯒꯦꯁꯟ ꯁ꯭ꯇꯦꯖꯒꯤ ꯃꯈꯥꯗꯥ ꯂꯣꯏꯈꯤ ꯑꯃꯁꯨꯡ ꯐꯣꯔꯃꯦꯜ ꯑꯣꯏꯅꯥ ꯔꯦꯂꯤꯒꯦꯠ ꯇꯧꯈꯤ ꯑꯗꯨꯕꯨ ꯀꯣꯕꯤꯗ ꯇꯔꯥꯃꯥꯄꯟ ꯂꯥꯏꯆꯠꯀꯤ ꯐꯤꯚꯝ ꯌꯦꯡꯂꯕ ꯃꯇꯨꯡꯗ ꯑꯣꯜ ꯏꯟꯗꯤꯌꯥ ꯐꯨꯠꯕꯣꯜ ꯐꯦꯗꯦꯔꯦꯁꯟ ꯅ ꯂꯦꯞꯍꯟꯈꯤ꯫ ꯂꯤꯁꯤꯡ ꯑꯅꯤ ꯀꯨꯟꯃꯥꯊꯣꯏꯒꯤ ꯖꯨꯂꯥꯏ ꯃꯔꯤꯗꯥ ꯅꯦꯔꯣꯀꯥꯅꯥ ꯂꯤꯁꯤꯡ ꯑꯅꯤ ꯀꯨꯟꯃꯥꯊꯣꯏ ꯀꯨꯟꯅꯤꯊꯣꯏ ꯑꯥꯏ ꯂꯤꯒꯀꯤ ꯁꯤꯖꯟꯒꯤꯗꯃꯛ ꯃꯈꯣꯏꯒꯤ ꯍꯦꯗ ꯀꯣꯆ ꯑꯣꯏꯅꯥ ꯈꯣꯒꯦꯟ ꯁꯤꯡꯍꯕꯨ ꯁꯥꯏꯟ ꯇꯧꯈꯤ ꯑꯃꯁꯨꯡ ꯂꯤꯁꯤꯡ ꯑꯅꯤ ꯀꯨꯟꯃꯥꯊꯣꯏ ꯗꯤꯁꯦꯝꯕꯔ ꯀꯨꯟ ꯇꯔꯦꯠꯇꯥ ꯁ꯭ꯔꯤꯅꯤꯗꯤ ꯗꯦꯛꯀꯥꯅꯕꯨ ꯀꯨꯟꯊ꯭ꯔꯥꯅꯤꯊꯣꯏꯗꯥ ꯃꯥꯏꯊꯤꯕ ꯄꯤꯗꯨꯅꯥ ꯂꯤꯒꯀꯤ ꯈꯣꯡꯆꯠ ꯑꯁꯤ ꯍꯧꯈꯤ꯫ ꯃꯈꯣꯏꯅꯥ ꯂꯤꯒ ꯇꯦꯕꯜꯗꯥ ꯇꯔꯦꯠ ꯁꯨꯕ ꯄꯣꯖꯤꯁꯟ ꯇꯥꯈꯤ꯫